ꯏꯂꯤꯐꯦꯟꯠ ꯑꯃꯒꯥ ꯁꯟ ꯑꯃꯒꯥ ꯆꯥꯡꯗꯝꯅꯕꯥ ꯑꯃꯁꯨꯡ ꯀꯟꯇꯔꯦꯁ꯭ꯠ ꯇꯧꯕꯥ꯫ ꯏꯂꯤꯐꯦꯟꯠ ꯑꯃꯁꯨꯡ ꯁꯟ ꯏꯔꯣꯏꯁꯤꯡ ꯑꯁꯤ ꯇꯣꯞ ꯇꯣꯞꯄꯥ ꯃꯃꯥꯏꯒꯤ ꯃꯈꯜ ꯑꯅꯤꯅꯤ ꯃꯈꯣꯏ ꯑꯁꯤ ꯃꯥꯟꯅꯕꯥ ꯈꯔꯥ ꯂꯩ ꯑꯗꯨꯕꯨ ꯈꯦꯠꯅꯕꯥ ꯀꯌꯥ ꯑꯃꯁꯨ ꯂꯩ꯫ ꯃꯥꯟꯅꯕꯥ ꯃꯑꯣꯡꯒꯤ ꯃꯇꯥꯡꯗꯥ ꯍꯥꯏꯔꯕꯗꯥ ꯏꯂꯤꯐꯦꯟꯠ ꯑꯃꯁꯨꯡ ꯁꯟ ꯑꯅꯤꯃꯛ ꯑꯁꯤ ꯃꯔꯨꯑꯣꯏꯅꯥ ꯄꯥꯝꯕꯤꯁꯤꯡꯗꯥ ꯆꯥꯕꯥ ꯑꯆꯧꯕꯥ ꯃꯍꯩ ꯃꯔꯣꯡ ꯊꯥꯕꯥ ꯁꯥꯁꯤꯡꯅꯤ꯫ ꯃꯈꯣꯏ ꯑꯁꯤ ꯁꯣꯁꯤꯑꯦꯜ ꯑꯦꯅꯤꯃꯦꯜꯁꯤꯡꯁꯨꯅꯤ ꯃꯍꯧꯁꯥꯅꯥ ꯗꯣꯃꯤꯅꯦꯟꯠ ꯑꯣꯏꯕꯥ ꯅꯨꯄꯤ ꯑꯃꯅꯥ ꯂꯨꯆꯤꯡꯕꯥ ꯀꯥꯡꯂꯨꯞꯁꯤꯡꯗꯥ ꯂꯩ꯫ ꯑꯗꯨꯝ ꯑꯣꯏꯅꯃꯛ ꯏꯂꯤꯐꯦꯟꯠ ꯑꯃꯁꯨꯡ ꯁꯟ ꯏꯔꯣꯏꯁꯤꯡꯒꯤ ꯃꯔꯛꯇꯥ ꯈꯦꯟꯅꯕꯥ ꯀꯌꯥ ꯑꯃꯁꯨ ꯂꯩꯔꯤ꯫ ꯏꯂꯤꯐꯦꯟꯠꯁꯤꯡ ꯑꯁꯤ ꯁꯟ ꯏꯔꯣꯏꯁꯤꯡꯗꯒꯤ ꯌꯥꯝꯅꯥ ꯍꯦꯟꯅꯥ ꯆꯥꯎꯏ ꯃꯄꯨꯡ ꯃꯔꯩ ꯐꯥꯔꯕꯥ ꯏꯂꯤꯐꯦꯟꯠꯁꯤꯡꯅꯥ ꯇꯟ ꯀꯌꯥꯒꯤ ꯑꯔꯨꯝꯕꯥ ꯌꯧꯏ ꯑꯗꯨꯒꯥ ꯃꯄꯨꯡ ꯃꯔꯩ ꯐꯥꯔꯕꯥ ꯁꯟ ꯏꯔꯣꯏꯁꯤꯡꯅꯥ ꯃꯍꯧꯁꯥꯅꯥ ꯄꯥꯎꯟꯗ ꯂꯤꯁꯤꯡ ꯑꯃ ꯑꯃꯁꯨꯡ ꯂꯤꯁꯤꯡ ꯑꯅꯤꯒꯤ ꯃꯔꯛꯇꯥ ꯑꯔꯨꯝꯕꯥ ꯌꯧꯏ꯫ ꯏꯂꯤꯐꯦꯟꯠꯁꯤꯡꯅꯥ ꯑꯀꯟꯕꯥ ꯑꯉꯧꯕꯥ ꯈꯣꯡꯎꯞ ꯑꯃꯥ ꯂꯩ ꯑꯗꯨꯒꯥ ꯁꯟ ꯏꯔꯣꯏꯁꯤꯡꯅꯥ ꯌꯥꯝꯅꯥ ꯂꯨꯕꯥ ꯈꯣꯡꯎꯞ ꯑꯃꯥ ꯂꯩ ꯑꯃꯁꯨꯡ ꯃꯗꯨ ꯐꯤꯅꯥ ꯀꯨꯄꯁꯤꯜꯂꯤ꯫ ꯏꯂꯤꯐꯦꯟꯠꯁꯤꯡꯒꯤ ꯃꯑꯣꯡ ꯃꯇꯧ ꯑꯁꯤ ꯌꯥꯝꯅꯥ ꯇꯣꯞ ꯇꯣꯞꯄꯥ ꯃꯑꯣꯡ ꯑꯃꯅꯤ ꯃꯈꯣꯏꯒꯤ ꯂꯪꯐꯩ ꯈꯣꯡꯎꯞ ꯑꯃꯁꯨꯡ ꯑꯆꯧꯕꯥ ꯐꯦꯟ ꯃꯑꯣꯡꯒꯤ ꯀꯥꯡꯈꯜꯁꯤꯡ ꯂꯩ ꯑꯗꯨꯒꯥ ꯁꯟ ꯏꯔꯣꯏꯁꯤꯡꯅꯥ ꯍꯦꯟꯅꯥ ꯃꯁꯛ ꯊꯣꯛꯄꯥ ꯃꯃꯥꯏꯒꯤ ꯃꯑꯣꯡ ꯃꯇꯧ ꯑꯃꯥ ꯂꯩ ꯑꯃꯁꯨꯡ ꯃꯈꯣꯏꯒꯤ ꯃꯀꯣꯛ ꯑꯗꯨ ꯀꯨꯞꯁꯤꯟꯅꯕꯥ ꯑꯄꯤꯛꯄꯥ ꯀꯥꯡꯁꯤꯡ ꯑꯃꯁꯨꯡ ꯈꯣꯡꯎꯞ ꯑꯃꯠꯇꯥ ꯂꯩꯇꯦ꯫ ꯏꯂꯤꯐꯦꯟꯠꯁꯤꯡꯅꯁꯨ ꯁꯟ ꯏꯔꯣꯏꯁꯤꯡꯗꯒꯤ ꯌꯥꯝꯅꯥ ꯍꯦꯟꯅꯥ ꯁꯥꯡꯏ ꯆꯍꯤ ꯍꯨꯝꯐꯨ ꯍꯨꯝꯗ꯭ꯔꯥ ꯐꯥꯎꯕꯥ ꯍꯤꯡꯏ ꯑꯗꯨꯒꯥ ꯁꯟ ꯏꯔꯣꯏꯁꯤꯡꯅꯥ ꯃꯍꯧꯁꯥꯅꯥ ꯆꯍꯤ ꯇꯔꯥꯅꯤꯄꯥꯟꯗꯒꯤ ꯀꯨꯟꯅꯤꯊꯣꯏ ꯐꯥꯎꯕꯥ ꯍꯤꯡꯏ꯫ ꯂꯝꯆꯠ ꯁꯥꯖꯠꯀꯤ ꯃꯇꯥꯡꯗꯥ ꯍꯥꯏꯔꯕꯗꯥ ꯏꯂꯤꯐꯦꯟꯠꯁꯤꯡ ꯑꯁꯤ ꯃꯈꯣꯏꯒꯤ ꯋꯥꯈꯜ ꯂꯧꯁꯤꯡ ꯂꯩꯕꯒꯤꯗꯃꯛ ꯈꯪꯅꯩ ꯃꯁꯤꯗꯥ ꯁ꯭ꯇꯗꯤ ꯀꯌꯥ ꯑꯃꯅꯥ ꯃꯈꯣꯏꯒꯤ ꯑꯍꯣꯡꯕꯥ ꯄ꯭ꯔꯣꯕ꯭ꯂꯦꯝ ꯁꯣꯜꯕ ꯇꯧꯕꯥ ꯏꯝꯄꯥꯇꯤ ꯑꯃꯁꯨꯡ ꯃꯁꯥꯅꯥ ꯃꯁꯥꯕꯨ ꯈꯪꯖꯕꯥ ꯎꯠꯄꯥ ꯉꯝꯕꯒꯤ ꯃꯑꯣꯡ ꯎꯠꯂꯤ꯫ ꯁꯟ ꯏꯔꯣꯏꯁꯤꯡꯁꯨ ꯂꯧꯁꯤꯡ ꯂꯩꯕꯥ ꯃꯤꯑꯣꯏꯁꯤꯡꯅꯤ ꯑꯗꯨꯕꯨ ꯃꯈꯣꯏ ꯑꯁꯤ ꯍꯤꯔꯝꯁꯤꯡꯒꯨꯝꯅꯥ ꯂꯝꯁꯤꯡ ꯑꯁꯤꯗꯥ ꯌꯥꯝꯅꯥ ꯆꯥꯎꯈꯠꯄꯥ ꯃꯤꯑꯣꯏꯁꯤꯡꯅꯤ ꯍꯥꯏꯅꯥ ꯂꯧꯅꯗꯦ꯫ ꯑꯄꯨꯟꯕꯥ ꯑꯣꯏꯅꯥ ꯏꯂꯤꯐꯦꯟꯠ ꯑꯃꯁꯨꯡ ꯁꯟ ꯏꯔꯣꯏꯁꯤꯡꯅꯥ ꯃꯥꯟꯅꯕꯥ ꯈꯔꯥ ꯂꯩꯔꯕꯁꯨ ꯃꯈꯣꯏ ꯑꯁꯤ ꯇꯣꯉꯥꯟꯕꯥ ꯍꯛꯆꯥꯡꯒꯤ ꯃꯑꯣꯡ ꯃꯇꯧ ꯂꯝꯆꯠ ꯁꯥꯖꯠ ꯑꯃꯁꯨꯡ ꯑꯦꯗꯞꯇꯦꯁꯟ ꯂꯩꯕꯥ ꯌꯥꯝꯅꯥ ꯇꯣꯉꯥꯟꯕꯥ ꯁꯥ ꯑꯅꯤꯅꯤ꯫